ꯌꯨꯇꯦꯟꯁꯤꯜꯁꯤꯡ ꯁꯦꯡꯗꯣꯛꯄꯗ ꯌꯥꯝꯅ ꯇꯣꯏꯅ ꯁꯤꯖꯤꯟꯅꯕ ꯄꯣꯠꯊꯣꯛ ꯑꯍꯨꯝ ꯒꯤ ꯃꯃꯤꯡ ꯊꯣꯟꯕꯤꯌꯨ꯫ ꯗꯤꯁꯋꯥꯁ ꯂꯤꯀ꯭ꯌꯨꯏꯗ ꯅꯠꯇꯔ꯭ꯒ ꯁꯥꯄꯣꯟ ꯁꯀ꯭ꯔꯕ ꯇꯧꯕ ꯕ꯭ꯔꯥꯁ ꯅꯠꯇꯔꯒ ꯁ꯭ꯄꯣꯟꯖ ꯁ꯭ꯇꯤꯜ ꯎꯜ ꯅꯠꯇꯔ꯭ꯒ ꯁ꯭ꯀꯣꯔꯤꯡ ꯄꯦꯗꯁꯤꯡ꯫ ꯚꯦꯔꯤꯑꯦꯕꯜ ꯚꯦꯜꯌꯨ ꯑꯃꯥ ꯑꯦꯟꯇꯔ ꯇꯧꯔꯣ. ꯑꯩꯍꯥꯛꯅ ꯅꯨꯡꯉꯥꯏꯇꯕ ꯐꯥꯎꯏ, ꯑꯗꯨꯕꯨ ꯑꯦ. ꯑꯥꯏ. ꯒꯤ ꯂꯣꯜ ꯃꯣꯗꯦꯜ ꯑꯃ ꯑꯣꯏꯅ ꯑꯩꯍꯥꯛꯅ ꯑꯔꯕꯤꯇꯔꯦꯔꯤ ꯅ꯭ꯌꯨꯃꯔꯤꯛ ꯚꯦꯜꯌꯨꯁꯤꯡ ꯁꯦꯝꯒꯠꯄ ꯉꯝꯗꯦ꯫ ꯄꯥꯎꯈꯨꯝ ꯄꯤꯅꯕꯒꯤꯗꯃꯛ ꯑꯩꯅ ꯍꯦꯟꯅ ꯑꯀꯛꯅꯕ ꯏꯟꯁ꯭ꯇꯔꯛꯁꯟꯁꯤꯡ ꯅꯠꯇꯔꯒ ꯀꯟꯇꯦꯛꯁ ꯃꯊꯧ ꯇꯥꯏ꯫ ꯑꯀꯛꯅꯕ ꯚꯦꯜꯌꯨ ꯑꯃ ꯅꯠꯇꯔꯒ ꯂꯧꯒꯗꯕ ꯚꯦꯜꯌꯨ ꯃꯈꯜ ꯑꯗꯨꯒꯤ ꯃꯇꯥꯡꯗ ꯑꯍꯦꯅꯕ ꯏꯟꯐꯣꯔꯃꯦꯁꯟ ꯄꯤꯕ ꯉꯝꯒꯗ꯭ꯔ? ꯃꯁꯤꯡ ꯑꯃꯥ ꯄꯤꯔꯒ, ꯃꯁꯤꯡ ꯑꯗꯨꯗ ꯍꯥꯞꯆꯤꯜꯂꯛꯄ ꯄ꯭ꯔꯥꯏꯝ ꯅꯝꯕꯔ ꯑꯅꯤ ꯑꯗꯨ ꯊꯤꯌꯨ꯫ ꯃꯁꯤꯡ ꯑꯃ ꯑꯣꯏꯒꯅꯤ꯫ ꯇꯔꯥꯇꯔꯨꯛ ꯐꯥꯎꯕ ꯍꯥꯞꯆꯤꯜꯂꯛꯄ ꯄ꯭ꯔꯥꯏꯝ ꯅꯝꯕꯔ ꯄꯦꯔ ꯑꯃꯥ ꯂꯩ: ꯑꯍꯨꯝ ꯑꯃꯁꯨꯡ ꯇꯔꯥꯍꯨꯝꯗꯣꯏ꯫ ꯑꯥꯔꯇꯤꯀꯜ ꯑꯗꯨ ꯄꯥꯔꯨꯔꯕꯥ ꯃꯇꯨꯡꯗꯥ ꯄꯥꯔꯤꯕꯁꯤꯡꯒꯤ ꯂꯧꯁꯤꯡ ꯑꯗꯨ ꯌꯦꯡꯁꯤꯟꯅꯕ ꯀ꯭ꯋꯤꯖ ꯑꯃꯥ ꯁꯦꯝꯃꯨ꯫ ꯑꯥꯔꯇꯤꯀꯜ ꯑꯁꯤꯅ ꯍꯛꯆꯥꯡ ꯐꯅ ꯂꯩꯅꯕ ꯆꯤꯟꯖꯥꯛ ꯆꯥꯕꯒꯤ ꯃꯔꯨꯑꯣꯏꯕꯒꯤ ꯃꯇꯥꯡꯗ ꯈꯟꯅꯔꯤ꯫ ꯑꯥꯔꯇꯤꯀꯜ ꯑꯁꯤꯒꯤ ꯃꯔꯨꯑꯣꯏꯕ ꯍꯤꯔꯝ ꯀꯔꯤꯅꯣ? ꯑꯃ. ꯑꯦꯛꯁꯔꯁꯥꯏꯖ ꯇꯧꯕꯥ. ꯍꯥꯏꯗ꯭ꯔꯦꯁꯟ ꯇꯧꯕꯥ ꯒ. ꯍꯛꯆꯥꯡ ꯐꯅ ꯂꯩꯅꯕ ꯆꯤꯟꯖꯥꯛ ꯆꯥꯕꯥ. ꯇꯨꯝꯕꯥ ꯑꯥꯔꯇꯤꯀꯜ ꯑꯁꯤꯒꯤ ꯃꯇꯨꯡꯏꯟꯅ, ꯀꯔꯤꯒꯤꯗꯃꯛꯇ ꯍꯛꯁꯦꯜ ꯐꯕ ꯆꯤꯟꯖꯥꯛ ꯆꯥꯕ ꯍꯥꯏꯕꯁꯤ ꯃꯔꯨꯑꯣꯏꯕꯅꯣ? ꯑꯃ. ꯍꯛꯆꯥꯡꯒꯤ ꯃꯑꯣꯡ-ꯃꯇꯧ ꯐꯒꯠꯍꯟꯅꯕ. ꯍꯛꯁꯦꯜ ꯑꯃꯁꯨꯡ ꯅꯨꯡꯉꯥꯏ-ꯌꯥꯏꯐꯕ ꯐꯒꯠꯍꯟꯅꯕ ꯒ. ꯁꯦꯟ ꯀꯅꯕ ꯉꯝꯅꯕ ꯘ. ꯑꯇꯣꯞꯄꯁꯤꯡꯕꯨ ꯏꯊꯤꯜ ꯄꯤꯅꯕ꯫ ꯃꯈꯥꯗ ꯄꯤꯔꯤꯕ ꯑꯁꯤꯒꯤ ꯃꯅꯨꯡꯗ ꯀꯅꯥꯕꯨ ꯍꯛꯁꯦꯜ ꯐꯕ ꯆꯤꯟꯖꯥꯛ ꯑꯣꯏꯅ ꯂꯧꯕꯒꯦ? ꯑꯃ. ꯆꯤꯅꯤ ꯌꯥꯝꯅ ꯌꯥꯎꯕꯥ ꯄ꯭ꯔꯣꯁꯦꯁ ꯇꯧꯔꯕ ꯆꯤꯟꯖꯥꯛꯁꯤꯡ. ꯑꯅꯧꯕꯥ ꯃꯅꯥ-ꯃꯁꯤꯡ ꯑꯃꯁꯨꯡ ꯎꯍꯩ-ꯋꯥꯍꯩꯁꯤꯡ ꯒ. ꯐꯥꯁ꯭ꯠ ꯐꯨꯗ ꯗꯤ. ꯁꯦꯆꯨꯔꯦꯇꯦꯗ ꯐꯦꯠ ꯌꯥꯝꯅꯥ ꯌꯥꯎꯕꯥ ꯆꯤꯟꯖꯥꯛꯁꯤꯡ ꯍꯛꯁꯦꯜ ꯐꯕꯥ ꯆꯤꯟꯖꯥꯛ ꯆꯥꯕꯅ ꯑꯩꯈꯣꯏꯒꯤ ꯍꯛꯆꯥꯡꯗꯥ ꯀꯔꯤ ꯏꯝꯄꯦꯛ ꯄꯤꯕ ꯌꯥꯕꯒꯦ? ꯃꯁꯤꯅ ꯀ꯭ꯔꯣꯅꯤꯛ ꯂꯥꯏꯅꯥꯁꯤꯡ ꯂꯥꯛꯄꯒꯤ ꯔꯤꯁ꯭ꯛ ꯍꯦꯡꯒꯠꯍꯜꯂꯤ, ꯃꯁꯤꯅ ꯑꯩꯈꯣꯏꯒꯤ ꯍꯛꯆꯥꯡꯗ ꯁꯥꯐꯨ ꯑꯃꯠꯇ ꯄꯤꯗꯦ , ꯃꯁꯤꯅꯥ ꯑꯄꯨꯟꯕ ꯍꯛꯁꯦꯜ ꯐꯒꯠꯍꯜꯂꯤ ꯑꯃꯁꯨꯡ ꯑꯀꯛꯅꯕ ꯂꯥꯏꯅ ꯈꯔꯒꯤ ꯔꯤꯁ꯭ꯛ ꯍꯟꯊꯍꯜꯂꯤ, ꯃꯁꯤꯅ ꯑꯦꯂꯥꯔꯖꯤꯒꯤ ꯔꯤꯑꯦꯛꯁꯟ ꯊꯣꯛꯍꯜꯂꯤ꯫ ꯑꯥꯔꯇꯤꯀꯜ ꯑꯁꯤꯅ ꯍꯛꯆꯥꯡ ꯐꯅ ꯆꯥꯚꯥꯌꯥꯕꯁꯤꯅ ꯑꯐꯕ ꯍꯛꯁꯦꯜ ꯊꯝꯅꯕꯒꯤ ꯑꯃꯠꯇ ꯉꯥꯏꯔꯕ ꯐꯦꯛꯇꯔꯅꯤ ꯍꯥꯏꯅ ꯇꯥꯛꯄꯔꯥ? ꯑꯃ. ꯍꯣꯏ ꯕꯤ. ꯅꯠꯇꯦ꯫ ꯃꯈꯥꯗ ꯄꯤꯔꯤꯕ ꯃꯨꯚꯤ ꯇ꯭ꯔꯦꯂꯔ ꯑꯁꯤ ꯔꯦꯠ ꯇꯧꯕꯤꯌꯨ꯫ ꯃꯁꯤꯒꯤ ꯃꯇꯥꯡꯗꯥ ꯋꯥꯐꯝ ꯀꯌꯥ ꯊꯝꯈꯤ꯫ ꯑꯦ. ꯑꯥꯏ. ꯑꯃꯥ ꯑꯣꯏꯅ ꯑꯩꯍꯥꯛꯅ ꯚꯤꯗꯤꯑꯣ ꯌꯦꯡꯕ ꯅꯠꯇꯔꯒ ꯁ꯭ꯕꯖꯦꯛꯇꯤꯕ ꯑꯣꯄꯤꯅꯤꯌꯟ ꯄꯤꯕꯒꯤ ꯊꯧꯅꯥ ꯂꯩꯇꯦ꯫ ꯑꯗꯣꯝꯅ ꯑꯩꯉꯣꯟꯗ ꯃꯨꯚꯤ ꯇ꯭ꯔꯦꯂꯔ ꯑꯁꯤ ꯏꯚꯥꯂꯨꯑꯦꯠ ꯇꯧꯕ ꯄꯥꯝꯂꯤꯕ ꯍꯦꯟꯅ ꯀꯟꯇꯦꯛꯁ ꯅꯠꯇꯔꯒ ꯑꯀꯛꯅꯕ ꯀ꯭ꯔꯥꯏꯇꯦꯔꯤꯌꯥ ꯑꯃ ꯄꯤꯕꯤꯔꯛꯄ ꯌꯥꯒꯗ꯭ꯔꯥ? ꯁꯩꯔꯦꯡ ꯑꯃꯒꯤ ꯃꯒꯨꯟ ꯑꯗꯨ ꯔꯦꯠ ꯇꯧꯅꯕ ꯁ꯭ꯀꯣꯔ ꯑꯃ ꯄꯨꯊꯣꯛꯄꯥ꯫ ꯑꯦ. ꯒ꯭ꯂꯣꯕꯦꯜ ꯋꯥꯔꯃꯤꯡꯒꯤ ꯃꯇꯥꯡꯗꯥ ꯇ꯭ꯋꯤꯠ ꯑꯃꯥ ꯁꯦꯝꯒꯠꯄ꯫ ꯀ꯭ꯂꯥꯏꯃꯦꯠ ꯆꯦꯟꯖ ꯑꯁꯤ ꯇꯁꯦꯡꯕꯅꯤ ꯑꯃꯁꯨꯡ ꯃꯁꯤꯒꯤ ꯏꯝꯄꯦꯛꯁꯤꯡ ꯑꯁꯤ ꯌꯥꯝꯅ ꯁꯥꯊꯤꯅ ꯁꯣꯛꯍꯜꯂꯤ꯫ ꯌꯥꯝꯅ ꯊꯦꯡꯊꯗ꯭ꯔꯤꯉꯩ ꯃꯃꯥꯡꯗ ꯊꯕꯛ ꯄꯥꯏꯈꯠꯄ ꯑꯃꯁꯨꯡ ꯑꯩꯈꯣꯏꯒꯤ ꯀꯥꯔꯕꯣꯟ ꯐꯨꯠꯄ꯭ꯔꯤꯟꯠ ꯍꯟꯊꯍꯟꯕꯒꯤ ꯃꯇꯝ ꯑꯣꯏꯔꯦ꯫ ꯍꯦꯟꯅ ꯒ꯭ꯔꯤꯟ ꯑꯃꯁꯨꯡ ꯇꯨꯡ ꯀꯣꯏꯅ ꯆꯠꯀꯗꯕ ꯇꯨꯡꯂꯝꯆꯠ ꯑꯃꯒꯤꯗꯃꯛ ꯑꯃꯠꯇꯥ ꯑꯣꯏꯔꯁꯤ꯫ ꯒ꯭ꯂꯣꯕꯦꯜꯋꯥꯔꯃꯤꯡ ꯀ꯭ꯂꯥꯏꯃꯦꯠ ꯑꯦꯛꯁꯟ ꯃꯈꯥꯗ ꯄꯤꯔꯤꯕ ꯁ꯭ꯇꯦꯠꯃꯦꯟꯠꯁꯤꯡ ꯑꯁꯤ ꯏꯟꯐ꯭ꯂꯨꯑꯦꯟꯖꯥ ꯅꯠꯇꯔꯒ ꯏꯐꯦꯛ ꯑꯃ ꯑꯣꯏꯅ ꯀ꯭ꯂꯥꯁꯤꯐꯥꯏ ꯇꯧ: "ꯃꯥꯂꯦꯝꯒꯤ ꯇꯦꯝꯄꯦꯔꯦꯆꯔ ꯍꯦꯟꯒꯠꯂꯛꯄꯅ ꯍꯦꯟꯅ ꯁꯥꯊꯤꯕ ꯋꯦꯗꯔ ꯄꯦꯇꯔꯟꯁꯤꯡ ꯊꯣꯛꯍꯟꯕ ꯌꯥꯏ"꯫ ꯋꯥꯐꯝ ꯑꯁꯤꯅ ꯏꯐꯦꯛ ꯑꯃ ꯐꯣꯡꯗꯣꯛꯂꯤ꯫ ꯃꯥꯂꯦꯝꯒꯤ ꯇꯦꯝꯄꯦꯔꯦꯆꯔ ꯍꯦꯟꯒꯠꯂꯛꯄꯅ ꯏꯟꯐ꯭ꯂꯨꯑꯦꯟꯖꯥ ꯑꯣꯏꯔꯤ, ꯑꯃꯁꯨꯡ ꯃꯁꯤꯒꯤ ꯏꯐꯦꯛ ꯑꯁꯤ ꯍꯦꯟꯅ ꯁꯥꯊꯤꯕ ꯋꯦꯗꯔ ꯄꯦꯇꯔꯟꯁꯤꯡꯅꯤ꯫